ꯃꯈꯥꯗꯥ ꯄꯤꯔꯤꯕꯥ ꯇ꯭ꯔꯥꯟꯁꯄꯣꯔꯠꯀꯤ ꯃꯑꯣꯡ ꯃꯔꯤ ꯑꯁꯤ ꯑꯀꯣꯏꯔꯣꯟꯗꯥ ꯄꯤꯔꯤꯕꯥ ꯑꯄꯨꯟꯕꯥ ꯏꯝꯄꯦꯛꯀꯤ ꯃꯇꯨꯡꯏꯟꯅꯥ ꯔꯦꯡꯛ ꯇꯧ꯫ ꯑꯀꯣꯏꯕꯒꯤ ꯐꯤꯕꯞꯗꯥ ꯃꯈꯣꯏꯒꯤ ꯑꯄꯨꯟꯕꯥ ꯏꯝꯄꯦꯛꯇꯥ ꯌꯨꯝꯐꯝ ꯑꯣꯏꯔꯒꯥ ꯃꯐꯝꯁꯤꯗꯥ ꯇ꯭ꯔꯥꯟꯁꯄꯣꯔꯠꯀꯤ ꯃꯑꯣꯡꯁꯤꯡꯒꯤ ꯔꯦꯡꯀꯤꯡ ꯑꯁꯤ ꯈ꯭ꯋꯥꯏꯗꯒꯤ ꯋꯥꯡꯕꯥ ꯏꯝꯄꯦꯛꯇꯒꯤ ꯈ꯭ꯋꯥꯏꯗꯒꯤ ꯅꯦꯝꯕꯥ ꯏꯝꯄꯦꯛ ꯐꯥꯎꯕꯒꯤ ꯔꯦꯡꯀꯤꯡ ꯄꯤꯔꯤ ꯑꯦꯌꯔ ꯇ꯭ꯔꯥꯟꯁꯄꯣꯔꯇꯦꯁꯟ ꯖꯍꯥꯖ ꯇ꯭ꯔꯥꯟꯁꯄꯣꯔꯇꯦꯁꯟ ꯂꯝꯕꯤꯗꯥ ꯇ꯭ꯔꯥꯟꯁꯄꯣꯔꯇꯦꯁꯟ ꯇ꯭ꯔꯦꯟ ꯇ꯭ꯔꯥꯟꯁꯄꯣꯔꯇꯦꯁꯟ꯫ ꯄ꯭ꯂꯥꯅꯦꯠ ꯑꯃꯒꯤ ꯑꯣꯔꯕꯤꯇꯦꯜ ꯄꯤꯔꯤꯌꯗ ꯑꯁꯤ ꯀꯔꯝꯅꯥ ꯂꯦꯞꯀꯅꯤ? ꯑꯣꯔꯕꯤꯇꯦꯜ ꯄꯤꯔꯤꯌꯗ ꯍꯥꯏꯕꯁꯤ ꯄꯣꯠꯁꯛ ꯑꯃꯅꯥ ꯄ꯭ꯂꯥꯅꯦꯠ ꯑꯃꯒꯨꯝꯅꯥ ꯅꯨꯃꯤꯠꯒꯨꯝꯕꯥ ꯁꯦꯟꯇ꯭ꯔꯦꯜ ꯁ꯭ꯇꯥꯔꯒꯤ ꯑꯀꯣꯏꯕꯗꯥ ꯂꯩꯕꯥ ꯑꯣꯔꯕꯤꯠ ꯑꯃꯥ ꯃꯄꯨꯡ ꯐꯥꯍꯟꯕꯗꯥ ꯆꯪꯕꯥ ꯃꯇꯝ ꯑꯗꯨꯕꯨꯅꯤ꯫ ꯒ꯭ꯔꯍ ꯑꯃꯒꯤ ꯑꯣꯔꯕꯤꯇꯦꯜ ꯄꯤꯔꯤꯌꯗ ꯑꯁꯤ ꯁ꯭ꯇꯥꯔꯗꯒꯤ ꯂꯥꯞꯅꯥ ꯂꯩꯕꯥ ꯑꯗꯨꯒꯥ ꯂꯣꯏꯅꯅꯥ ꯁ꯭ꯇꯥꯔꯒꯤ ꯃꯥꯁ ꯑꯗꯨꯅꯥ ꯂꯦꯞꯊꯣꯛꯏ꯫ ꯄ꯭ꯂꯥꯅꯦꯠ ꯑꯃꯒꯥ ꯃꯁꯤꯒꯤ ꯊꯥꯒꯤ ꯃꯔꯛꯇꯥ ꯂꯩꯕꯥ ꯑꯔꯥꯞꯄꯥ ꯑꯁꯤ ꯍꯦꯟꯅꯥ ꯆꯥꯎꯔꯕꯗꯤ ꯑꯣꯔꯕꯤꯇꯦꯜꯒꯤ ꯃꯇꯝ ꯑꯁꯤ ꯍꯦꯟꯅꯥ ꯁꯥꯡꯒꯅꯤ꯫ ꯄ꯭ꯂꯥꯅꯦꯠ ꯑꯃꯒꯤ ꯑꯣꯔꯕꯤꯇꯦꯜ ꯄꯤꯔꯤꯌꯗ ꯂꯦꯞꯊꯣꯛꯅꯕꯒꯤ ꯄꯥꯝꯕꯩ ꯑꯃꯗꯤ ꯑꯣꯕꯖꯥꯔꯕꯦꯁꯟꯁꯤꯡꯅꯤ꯫ ꯁꯥꯏꯟꯇꯤꯁ꯭ꯠꯁꯤꯡꯅꯥ ꯒ꯭ꯔꯍ ꯑꯃꯒꯤ ꯈꯣꯡꯆꯠ ꯑꯗꯨ ꯃꯇꯝ ꯈꯔꯒꯤ ꯃꯅꯨꯡꯗꯥ ꯇ꯭ꯔꯦꯛ ꯇꯧꯕꯥ ꯌꯥꯏ ꯑꯃꯁꯨꯡ ꯃꯁꯤꯒꯤ ꯑꯣꯔꯕꯤꯠꯇꯥ ꯆꯞ ꯃꯥꯟꯅꯕꯥ ꯄꯣꯖꯤꯁꯟꯗꯥ ꯍꯜꯂꯛꯄꯗꯥ ꯃꯇꯝ ꯀꯌꯥ ꯆꯪꯕꯒꯦ ꯍꯥꯏꯕꯗꯨ ꯂꯦꯞꯊꯣꯛꯄꯥ ꯉꯝꯃꯤ꯫ ꯅꯠꯇ꯭ꯔꯒꯥ ꯄ꯭ꯂꯥꯅꯦꯠ ꯑꯃꯒꯤ ꯑꯣꯔꯕꯤꯇꯦꯜ ꯄꯤꯔꯤꯌꯗ ꯑꯁꯤ ꯀꯦꯞꯂꯔꯒꯤ ꯊꯥꯔꯗ ꯂꯣ ꯑꯣꯐ ꯄ꯭ꯂꯥꯅꯦꯇꯦꯔꯤ ꯃꯣꯁꯟ ꯁꯤꯖꯤꯟꯅꯗꯨꯅꯥ ꯃꯦꯊꯃꯦꯇꯤꯛ ꯑꯣꯏꯅꯥ ꯂꯦꯞꯊꯣꯛꯄꯥ ꯌꯥꯏ꯫ ꯑꯥꯏꯟ ꯑꯁꯤꯅꯥ ꯍꯥꯏꯔꯤ ꯃꯗꯨꯗꯤ ꯄ꯭ꯂꯥꯅꯦꯠ ꯑꯃꯒꯤ ꯑꯣꯔꯕꯤꯇꯦꯜ ꯄꯤꯔꯤꯌꯗꯀꯤ ꯁ꯭ꯛꯕꯥꯔ ꯑꯁꯤ ꯃꯁꯤꯒꯤ ꯑꯣꯔꯕꯤꯠꯀꯤ ꯁꯦꯃꯤ-ꯃꯦꯖꯔ ꯑꯦꯛꯁꯤꯁꯀꯤ ꯀ꯭ꯌꯨꯕ ꯆꯥꯡꯆꯠꯇꯥ ꯗꯤꯁ꯭ꯇꯦꯟꯁꯒꯥ ꯍꯛꯊꯦꯡꯅꯅꯥ ꯄ꯭ꯔꯣꯄꯣꯔꯆꯨꯑꯦꯜ ꯑꯣꯏ ꯃꯁꯤꯗꯥ ꯄ꯭ꯔꯣꯄꯣꯔꯆꯨꯅꯦꯂꯤꯇꯤꯒꯤ ꯀꯟꯁꯇꯦꯟꯠ ꯑꯁꯤ ꯆꯞ ꯃꯥꯟꯅꯕꯥ ꯁ꯭ꯇꯥꯔ ꯑꯃꯗꯥ ꯑꯣꯔꯕꯤꯠ ꯇꯧꯔꯤꯕꯥ ꯄ꯭ꯂꯥꯅꯦꯠ ꯄꯨꯝꯅꯃꯛꯀꯤ ꯑꯣꯏꯅꯥ ꯑꯃꯒꯥ ꯑꯃꯒꯥ ꯃꯥꯟꯅꯩ꯫ ꯒ꯭ꯔꯍ ꯑꯃꯒꯤ ꯁ꯭ꯇꯥꯔꯗꯒꯤ ꯂꯥꯞꯅꯕꯥ ꯑꯗꯨ ꯂꯦꯞꯊꯣꯛꯇꯨꯅꯥ ꯑꯃꯁꯨꯡ ꯊꯥꯒꯤ ꯃꯁꯤꯡ ꯈꯪꯗꯣꯛꯇꯨꯅꯥ ꯃꯗꯨꯒꯤ ꯃꯇꯨꯡꯗꯥ ꯁꯥꯏꯟꯇꯤꯁ꯭ꯠꯁꯤꯡꯅꯥ ꯐꯣꯔꯃꯨꯂꯥ ꯑꯁꯤ ꯁꯤꯖꯤꯟꯅꯗꯨꯅꯥ ꯒ꯭ꯔꯍ ꯑꯁꯤꯒꯤ ꯑꯣꯔꯕꯤꯇꯦꯜ ꯄꯤꯔꯤꯌꯗ ꯂꯦꯞꯊꯣꯛꯄꯥ ꯌꯥꯏ꯫ ꯒꯦꯝ ꯗꯤꯖꯥꯏꯟꯒꯤ ꯋꯥꯈꯜꯂꯣꯟ ꯑꯗꯨ ꯁꯟꯗꯣꯛꯅꯥ ꯇꯥꯛꯄꯤꯌꯨ꯫ ꯒꯦꯝ ꯗꯤꯖꯥꯏꯟ ꯍꯥꯏꯕꯁꯤ ꯒꯦꯝ ꯑꯃꯒꯤ ꯁ꯭ꯇꯔꯛꯆꯔ ꯔꯨꯜꯁꯤꯡ ꯋꯥꯔꯤ ꯀꯦꯔꯦꯛꯇꯔ ꯑꯦꯟꯚꯥꯏꯔꯟꯃꯦꯟꯠ ꯑꯃꯁꯨꯡ ꯑꯄꯨꯟꯕꯥ ꯑꯦꯛꯁꯄꯤꯔꯤꯑꯦꯟꯁ ꯁꯦꯝꯕꯒꯤ ꯀꯂꯥꯅꯤ꯫ ꯃꯁꯤ ꯒꯦꯝ ꯑꯃꯒꯤ ꯀꯟꯇꯦꯟꯠ ꯑꯃꯁꯨꯡ ꯔꯨꯜꯁꯤꯡ ꯁꯦꯝꯕꯒꯤ ꯊꯧꯑꯣꯡꯅꯤ ꯃꯁꯤꯗꯥ ꯒꯦꯝꯄ꯭ꯂꯦ ꯃꯦꯀꯥꯅꯤꯛꯁ ꯅꯦꯔꯦꯇꯤꯕ ꯀꯦꯔꯦꯛꯇꯔꯁꯤꯡ ꯃꯥꯂꯦꯝ ꯑꯃꯁꯨꯡ ꯚꯤꯖꯨꯑꯦꯂꯁꯤꯡ ꯌꯥꯎꯔꯤ꯫ ꯒꯦꯝ ꯗꯤꯖꯥꯏꯟꯒꯤ ꯄꯥꯟꯗꯝꯗꯤ ꯄ꯭ꯂꯦꯌꯔꯒꯤꯗꯃꯛꯇꯥ ꯑꯦꯡꯒꯦꯖꯤꯡ ꯏꯃꯔꯁꯤꯕ ꯑꯃꯁꯨꯡ ꯅꯨꯡꯉꯥꯏꯕꯥ ꯑꯦꯛꯁꯄꯔꯤꯌꯦꯟꯁ ꯑꯃꯥ ꯁꯦꯝꯒꯠꯄꯅꯤ꯫ ꯒꯦꯝ ꯗꯤꯖꯥꯏꯅꯔꯅꯥ ꯒꯦꯝ ꯑꯁꯤꯒꯤ ꯃꯔꯨꯑꯣꯏꯕꯥ ꯋꯥꯈꯜꯂꯣꯟ ꯃꯦꯀꯥꯅꯤꯛꯁ ꯄꯥꯟꯗꯝꯁꯤꯡ ꯑꯃꯁꯨꯡ ꯁꯤꯡꯅꯕꯁꯤꯡ ꯑꯁꯤ ꯂꯦꯞꯊꯣꯛꯄꯒꯤ ꯊꯧꯗꯥꯡ ꯂꯧꯔꯤ ꯑꯃꯁꯨꯡ ꯍꯥꯏꯔꯤꯕꯥ ꯃꯆꯥꯛ ꯄꯨꯝꯅꯃꯛ ꯑꯁꯤ ꯄꯨꯟꯅꯥ ꯆꯠꯃꯤꯟꯅꯗꯨꯅꯥ ꯑꯃꯁꯨꯡ ꯅꯨꯡꯉꯥꯏꯕꯥ ꯃꯑꯣꯡꯗꯥ ꯊꯕꯛ ꯇꯧꯃꯤꯟꯅꯅꯕꯥ ꯁꯣꯏꯗꯅꯥ ꯌꯦꯡꯁꯤꯟꯒꯅꯤ꯫ ꯃꯈꯣꯏꯅꯥ ꯒꯦꯝ ꯑꯁꯤꯒꯤ ꯅꯤꯌꯝꯁꯤꯡ ꯑꯃꯁꯨꯡ ꯃꯦꯀꯥꯅꯤꯛꯁꯁꯤꯡ ꯁꯦꯝꯒꯠꯅꯕꯥ ꯑꯃꯁꯨꯡ ꯁꯦꯝꯗꯣꯛꯅꯕꯥ ꯆꯔꯤꯇꯔ ꯑꯃꯁꯨꯡ ꯋꯥꯔꯤꯒꯤ ꯑꯥꯔꯛꯁꯤꯡ ꯁꯦꯝꯒꯠꯅꯕꯥ ꯑꯃꯁꯨꯡ ꯒꯦꯝ ꯑꯁꯤꯒꯤ ꯑꯋꯥꯕꯥ ꯑꯃꯁꯨꯡ ꯄ꯭ꯔꯣꯒ꯭ꯔꯦꯁꯀꯤ ꯃꯔꯛꯇꯥ ꯕꯦꯂꯦꯟꯁ ꯊꯝꯅꯕꯥ ꯀ꯭ꯔꯤꯌꯦꯇꯤꯕꯤꯇꯤ ꯄ꯭ꯔꯣꯕ꯭ꯂꯦꯝ ꯁꯣꯜꯕꯤꯡ ꯑꯃꯁꯨꯡ ꯀ꯭ꯔꯤꯇꯤꯀꯦꯜ ꯊꯤꯡꯀꯤꯡ ꯁꯤꯖꯤꯟꯅꯩ꯫